ꯑꯩꯅꯥ ꯃꯐꯝꯁꯤꯗꯥ ꯃꯍꯥꯛꯄꯨ ꯆꯥꯕꯥ ꯂꯥꯛꯂꯤ꯫ ꯑꯃꯁꯨꯡ ꯄꯨꯟꯅꯥ ꯑꯩꯈꯣꯏ ꯏꯃꯥ ꯑꯃꯁꯨꯡ ꯃꯆꯥꯅꯥ ꯅꯤꯡꯊꯧ ꯂꯩꯕꯥꯛ ꯑꯁꯤꯕꯨ ꯁꯥꯁꯟ ꯇꯧꯕꯥ ꯉꯝꯒꯅꯤ ꯍꯥꯏꯅꯥ ꯃꯅꯁ꯭ꯇꯔ ꯀꯨꯏꯅꯅꯥ ꯊꯨꯝꯖꯤꯅꯈꯤ꯫ ꯃꯍꯥꯛ ꯑꯆꯧꯕꯥ ꯑꯃꯁꯨꯡ ꯑꯉꯛꯄꯥ ꯑꯣꯏꯈꯤ꯫ ꯃꯥ ꯑꯩꯅꯥ ꯍꯥꯟꯅꯗꯒꯤ ꯃꯍꯥꯛꯄꯨ ꯈꯪꯈ꯭ꯔꯦ꯫ ꯑꯍꯜ ꯑꯣꯏꯔꯕꯥ ꯔꯥꯅꯤꯅꯥ ꯄꯤꯔꯜꯄꯥ ꯁꯪꯒꯣꯝ ꯑꯗꯨ ꯂꯥꯜꯍꯧꯈꯤ꯫ ꯑꯗꯨꯅꯥ ꯑꯩꯅꯥ ꯈꯪꯈꯤ ꯅꯪꯅꯥ ꯑꯍꯜ ꯑꯣꯏꯔꯕꯥ ꯔꯥꯅꯤ ꯑꯗꯨ ꯈꯪꯈ꯭ꯔꯦ ꯍꯥꯏꯅꯥ ꯅꯕꯀꯨꯃꯥꯔꯗꯥ ꯍꯥꯌꯈꯤ꯫ ꯃꯅꯁ꯭ꯇꯔ ꯑꯗꯨꯅꯥ ꯑꯃꯨꯛ ꯍꯟꯅꯥ ꯃꯤꯑꯣꯏꯕꯒꯤ ꯃꯑꯣꯡ ꯃꯇꯧ ꯂꯧꯈꯤ ꯑꯃꯁꯨꯡ ꯔꯥꯖꯀꯨꯃꯥꯔ ꯅꯕꯀꯨꯃꯥꯔꯒꯥ ꯂꯣꯏꯅꯅꯥ ꯔꯥꯖꯃꯍꯜꯗꯥ ꯍꯜꯂꯛꯈꯤ꯫ ꯁꯨꯔꯖꯥꯀꯨꯃꯥꯔꯅꯥ ꯎꯄꯥꯜ ꯑꯗꯨꯗꯒꯤ ꯂꯥꯞꯊꯣꯛꯅꯥ ꯂꯩꯔꯒꯥ ꯃꯅꯥꯛ ꯅꯛꯄꯥ ꯈꯨꯡꯒꯪ ꯑꯃꯗꯥ ꯂꯃꯀꯣꯏꯕꯒꯤꯗꯃꯛ ꯆꯠꯈꯤ꯫ ꯔꯥꯖꯃꯍꯜꯗꯥ ꯌꯧꯔꯛꯄꯥ ꯃꯇꯝꯗꯥ ꯅꯍꯥ ꯑꯣꯏꯔꯤꯕꯥ ꯔꯥꯅꯤꯅꯥ ꯍꯥꯏꯈꯤ ꯅꯤꯡꯊꯧꯅꯥ ꯍꯜꯂꯛꯄꯥ ꯃꯇꯝꯗꯥ ꯑꯩꯈꯣꯏꯅꯥ ꯄꯨꯟꯅꯥ ꯃꯍꯥꯛꯄꯨ ꯍꯥꯠꯀꯅꯤ ꯑꯃꯁꯨꯡ ꯅꯤꯡꯊꯧ ꯂꯩꯕꯥꯛ ꯑꯁꯤꯕꯨ ꯑꯩꯈꯣꯏꯒꯤ ꯂꯝꯕꯤꯗꯥ ꯁꯥꯁꯟ ꯇꯧꯒꯅꯤ꯫ ꯃꯁꯤꯅꯥ ꯅꯕꯀꯨꯃꯥꯔꯕꯨ ꯌꯥꯝꯅꯥ ꯅꯨꯡꯉꯥꯏꯇꯕꯥ ꯐꯥꯎꯍꯟꯈꯤ꯫ ꯅꯨꯃꯤꯠ ꯀꯌꯥꯅꯤ ꯃꯍꯥꯛꯅꯥ ꯃꯅꯝ ꯑꯁꯤꯕꯨ ꯀꯔꯝꯅꯥ ꯍꯥꯠꯀꯅꯤ ꯍꯥꯏꯅꯥ ꯈꯟꯈꯤ꯫ ꯅꯨꯃꯤꯠ ꯑꯃꯗꯥ ꯃꯍꯥꯛꯅꯥ ꯍꯪꯈꯤ ꯏꯃꯥ ꯑꯩꯈꯣꯏꯅꯥ ꯅꯤꯡꯊꯧꯕꯨ ꯍꯥꯠꯇꯨꯅꯥ ꯃꯤꯌꯥꯝ ꯄꯨꯝꯅꯃꯛꯄꯨ ꯈꯥꯉꯂꯕꯥ ꯃꯇꯨꯡꯗꯥ ꯅꯪ ꯁꯤꯔꯒꯅꯤ꯫ ꯑꯩꯍꯥꯛ ꯏꯁꯥꯅꯥ ꯀꯔꯤ ꯇꯧꯒꯅꯤ? ꯃꯆꯥꯅꯨꯄꯥ ꯑꯩ ꯑꯁꯤꯕꯥ ꯅꯠꯇꯦ꯫ ꯑꯩꯈꯣꯏꯅꯥ ꯍꯤꯡꯂꯤꯕꯥ ꯔꯨꯝ ꯑꯁꯤꯒꯤ ꯃꯈꯥꯗꯥ ꯄ꯭ꯔ꯭ꯤꯊꯤꯕꯤꯒꯤ ꯂꯦꯌꯔ ꯇꯔꯦꯠ ꯕꯣꯝ ꯑꯃꯥ ꯂꯩꯔꯤ꯫ ꯃꯗꯨ ꯑꯩꯒꯤ ꯄꯨꯟꯁꯤꯅꯤ꯫ ꯃꯁꯤ ꯁꯥꯐꯕꯥ ꯃꯇꯝꯗꯥ ꯑꯩ ꯍꯤꯡꯒꯅꯤ ꯍꯥꯏꯅꯥ ꯅꯍꯥ ꯑꯣꯏꯔꯤꯕꯥ ꯔꯥꯅꯤꯅꯥ ꯄꯥꯎꯈꯨꯝ ꯄꯤꯔꯀꯏ꯫ ꯅꯨꯃꯤꯠ ꯑꯃꯗꯥ ꯅꯍꯥ ꯑꯣꯏꯔꯤꯕꯥ ꯔꯥꯅꯤꯅꯥ ꯂꯥꯞꯅꯥ ꯂꯩꯕꯥ ꯃꯐꯝ ꯑꯃꯗꯥ ꯆꯠꯅꯕꯥ ꯋꯥꯔꯦꯞ ꯂꯧꯈꯤ꯫ ꯅꯍꯥ ꯑꯣꯏꯔꯤꯕꯥ ꯔꯥꯖꯀꯨꯃꯥꯔ ꯑꯗꯨꯅꯥ ꯇꯥꯟꯖꯥ ꯑꯁꯤ ꯂꯧꯗꯨꯅꯥ ꯃꯍꯥꯛꯀꯤ ꯃꯔꯨꯞꯄꯨ ꯔꯥꯖꯃꯍꯂꯗꯥ ꯀꯧꯔꯒꯥ ꯕꯣꯔꯒꯤ ꯃꯔꯝꯗꯥ ꯄꯨꯝꯅꯃꯛ ꯈꯪꯍꯟꯈꯤ꯫ ꯃꯈꯣꯏꯅꯥ ꯃꯐꯝ ꯑꯗꯨ ꯀꯨꯞꯁꯤꯜꯂꯒꯥ ꯕꯣꯝ ꯑꯗꯨ ꯐꯪꯈꯤ꯫ ꯅꯍꯥ ꯑꯣꯏꯔꯤꯕꯥ ꯔꯥꯅꯤ ꯑꯗꯨꯅꯥ ꯃꯍꯥꯛꯀꯤ ꯃꯈꯨꯠꯁꯤꯡ ꯑꯗꯨ ꯇꯞꯅꯥ ꯇꯞꯅꯥ ꯁꯣꯛꯄꯥ ꯐꯥꯎꯈꯤ꯫ ꯃꯁꯤ ꯑꯐꯕꯥ ꯈꯨꯗꯝ ꯑꯃꯥ ꯑꯣꯏꯈꯤꯗꯦ꯫ ꯑꯗꯨꯅꯥ ꯃꯍꯥꯛ ꯊꯨꯅꯥ ꯌꯥꯡꯅꯥ ꯔꯥꯖꯃꯍꯂꯗꯥ ꯍꯜꯂꯛꯈꯤ꯫ ꯃꯍꯥꯛꯅꯥ ꯃꯔꯨꯞꯁꯤꯡꯕꯨ ꯄꯨꯟꯅꯥ ꯊꯦꯡꯅꯈꯤ ꯑꯃꯁꯨꯡ ꯃꯍꯥꯛꯀꯤ ꯃꯁꯥꯒꯤ ꯃꯆꯥꯅꯨꯄꯥꯅꯥ ꯃꯍꯥꯛꯄꯨ ꯂꯥꯟꯅꯥ ꯂꯝꯖꯤꯡꯈꯤ ꯍꯥꯏꯕꯥ ꯈꯪꯕꯗꯥ ꯃꯍꯥꯛ ꯌꯥꯝꯅꯥ ꯋꯥꯅꯥ ꯊꯣꯛꯈꯤ꯫ ꯑꯗꯨꯕꯨ ꯑꯩꯒꯤ ꯃꯔꯨꯞ ꯑꯃꯁꯨꯡ ꯃꯄꯥꯕꯨ ꯀꯟꯕꯤꯅꯕꯥ ꯑꯩꯅꯥ ꯅꯪꯕꯨ ꯍꯥꯠꯀꯗꯕꯅꯤ꯫ ꯑꯗꯨꯒꯥ ꯃꯈꯣꯏꯅꯥ ꯃꯔꯛꯇꯥ ꯂꯩꯕꯥ ꯕꯣꯝ ꯑꯗꯨ ꯊꯨꯒꯥꯏꯗꯨꯅꯥ ꯃꯍꯥꯛꯄꯨ ꯈꯨꯗꯛꯇꯥ ꯍꯥꯠꯈꯤ꯫ ꯑꯗꯨꯗꯒꯤ ꯃꯔꯨꯞꯁꯤꯡꯅꯥ ꯅꯤꯡꯊꯧ ꯑꯗꯨꯅꯥ ꯃꯍꯥꯛꯀꯤ ꯈꯣꯡꯆꯠ ꯑꯗꯨꯗꯒꯤ ꯍꯜꯂꯛꯄꯥ ꯐꯥꯎꯕꯥ ꯅꯤꯡꯊꯧ ꯂꯩꯕꯥꯛ ꯑꯗꯨꯗꯥ ꯁꯥꯁꯟ ꯇꯧꯈꯤ꯫ ꯅꯤꯡꯊꯧꯅꯥ ꯍꯜꯂꯛꯇꯨꯅꯥ ꯅꯤꯡꯊꯧ ꯂꯩꯕꯥꯛ ꯑꯗꯨꯗꯥ ꯊꯣꯛꯈꯤꯕꯥ ꯊꯧꯗꯣꯛ ꯑꯗꯨ ꯈꯪꯂꯕꯥ ꯃꯇꯝꯗꯥ ꯃꯍꯥꯛꯅꯥ ꯅꯕꯀꯨꯃꯥꯔꯕꯨ ꯊꯥꯗꯣꯛꯄꯥ ꯄꯥꯝꯈꯤ ꯑꯗꯨꯕꯨ ꯑꯍꯜ ꯑꯣꯏꯔꯕꯥ ꯃꯔꯨꯞ ꯁꯨꯔꯖꯥꯀꯨꯃꯥꯔꯅꯥ ꯃꯍꯥꯛꯀꯤ ꯃꯐꯝꯗꯥ ꯂꯦꯞꯂꯒꯥ ꯔꯥꯖꯃꯍꯂꯗꯥ ꯃꯁꯥ ꯃꯊꯟꯇꯥ ꯂꯩꯖꯕꯗꯒꯤ ꯃꯍꯥꯛꯀꯤ ꯅꯍꯥ ꯑꯣꯏꯔꯤꯕꯥ ꯃꯔꯨꯞ ꯑꯗꯨꯒꯥ ꯂꯣꯏꯅꯅꯥ ꯊꯥꯗꯣꯛꯄꯅꯥ ꯍꯦꯟꯅꯥ ꯐꯩ ꯍꯥꯏꯅꯥ ꯍꯥꯏꯈꯤ꯫ ꯃꯔꯨꯞꯁꯤꯡꯒꯤ ꯅꯨꯡꯁꯤꯕꯥ ꯑꯗꯨ ꯎꯔꯒꯥ ꯅꯤꯡꯊꯧꯅꯥ ꯌꯥꯅꯤꯡꯗꯕꯥ ꯐꯣꯡꯗꯣꯛꯈꯤ꯫ ꯑꯃꯁꯨꯡ ꯃꯔꯝ ꯑꯁꯤꯅꯥ ꯃꯈꯣꯏ ꯑꯍꯨꯝ ꯑꯁꯤꯅꯥ ꯅꯤꯡꯊꯧ ꯂꯩꯕꯥꯛ ꯑꯁꯤꯕꯨ ꯌꯥꯝꯅꯥ ꯅꯨꯡꯉꯥꯏꯅꯥ ꯁꯥꯁꯟ ꯇꯧꯈꯤ꯫